ꯄꯦꯄꯔ ꯑꯦꯌꯔꯄ꯭ꯂꯦꯟ ꯑꯃ ꯁꯦꯝꯃꯨ ꯑꯃꯁꯨꯡ ꯃꯁꯤꯒꯤ ꯐ꯭ꯂꯥꯏꯠꯀꯤ ꯐꯤꯖꯤꯛꯁ ꯑꯗꯨ ꯁꯟꯗꯣꯛꯅ ꯇꯥꯛꯄꯤꯌꯨ꯫ ꯄꯦꯄꯔ ꯑꯦꯌꯔꯄ꯭ꯂꯦꯟ ꯑꯁꯤ ꯑꯦꯔꯣꯗꯥꯏꯅꯥꯃꯤꯛꯁꯀꯤ ꯃꯔꯨꯑꯣꯏꯕ ꯄ꯭ꯔꯤꯟꯁꯤꯄꯜ ꯈꯔ ꯎꯠꯄ ꯉꯝꯕ ꯏꯆꯝ ꯆꯝꯕ ꯑꯃꯁꯨꯡ ꯅꯨꯡꯉꯥꯏꯅꯕ ꯁꯦꯝꯒꯠꯄ ꯑꯃꯅꯤ꯫ ꯄꯦꯄꯔ ꯑꯦꯌꯔꯄ꯭ꯂꯦꯟ ꯑꯃ ꯁꯦꯝꯅꯕꯒꯤꯗꯃꯛ, ꯁ꯭ꯇꯦꯞꯁꯤꯡ ꯑꯁꯤ ꯏꯟꯒꯗꯕꯅꯤ: ꯄꯦꯄꯔꯒꯤ ꯔꯦꯛꯇꯦꯡꯒꯜ ꯁꯤꯠ ꯑꯃꯗꯒꯤ ꯍꯧꯒꯗꯕꯅꯤ ꯑꯃꯁꯨꯡ ꯃꯌꯥꯏꯒꯤ ꯂꯥꯏꯟ ꯑꯃ ꯁꯦꯝꯅꯕ ꯃꯗꯨ ꯂꯦꯡꯗꯅ ꯂꯩꯍꯜꯂꯨ꯫ ꯄꯦꯄꯔ ꯑꯗꯨ ꯍꯥꯡꯗꯣꯛꯎ ꯑꯃꯁꯨꯡ ꯃꯊꯛꯀꯤ ꯀꫭꯟꯅꯔ ꯑꯅꯤ ꯑꯗꯨ ꯃꯌꯥꯏꯒꯤ ꯂꯥꯏꯟ ꯒꯤ ꯃꯥꯏꯀꯩꯗ ꯃꯈꯥꯗ ꯊꯝꯃꯨ ꯑꯃꯁꯨꯡ ꯃꯊꯛꯇ ꯇ꯭ꯔꯥꯑꯦꯡꯒꯨꯂꯔ ꯃꯑꯣꯡ ꯑꯃ ꯁꯦꯝꯃꯨ꯫ ꯃꯊꯛꯀꯤ ꯃꯌꯥꯏ ꯑꯗꯨ ꯃꯌꯥꯏꯒꯤ ꯂꯥꯏꯟꯒꯤ ꯃꯥꯏꯀꯩꯗ ꯃꯈꯥꯗ ꯊꯝꯃꯨ ꯃꯗꯨꯅ ꯇ꯭ꯔꯥꯑꯦꯡꯒꯨꯂꯔ ꯐ꯭ꯂꯦꯞꯁꯤꯡ ꯑꯗꯨ ꯐꯨꯜꯗ ꯑꯗꯨꯒꯤ ꯃꯅꯨꯡꯗ ꯂꯩꯍꯜꯂꯨ꯫ ꯄ꯭ꯂꯦꯟ ꯑꯗꯨ ꯑꯃꯨꯛ ꯍꯟꯅ ꯁꯔꯨꯛ ꯑꯅꯤ ꯊꯣꯛꯅ ꯀꯨꯞꯁꯤꯜꯂꯨ, ꯃꯁꯤꯒꯤ ꯃꯇꯝ ꯑꯁꯤꯅ ꯃꯌꯥꯏꯒꯤ ꯂꯥꯏꯟꯒꯤ ꯃꯊꯛꯇ, ꯑꯀꯟꯕ ꯂꯥꯏꯟ ꯑꯃ ꯁꯦꯝꯅꯕ ꯆꯦꯠꯅ ꯊꯝꯖꯤꯜꯂꯨ꯫ ꯃꯈꯥ ꯊꯪꯕ ꯁꯔꯨꯛ ꯑꯗꯨꯗꯒꯤ ꯆꯥꯎꯔꯥꯛꯅ ꯁꯦꯟꯇꯤꯃꯤꯇꯔ ꯑꯅꯤ ꯂꯥꯞꯅ ꯂꯩꯕ ꯃꯥꯏꯀꯩ ꯈꯨꯗꯤꯡꯃꯛꯀꯤ ꯃꯊꯛꯀꯤ ꯐ꯭ꯂꯦꯞ ꯑꯗꯨ ꯀꯨꯞꯁꯤꯟꯗꯨꯅ ꯁꯦꯝꯃꯨ, ꯑꯅꯤꯃꯛ ꯂꯦꯡꯗꯅ ꯂꯩꯕ꯭ꯔꯥ ꯍꯥꯏꯕꯗꯨ ꯌꯦꯡꯎ꯫ ꯃꯇꫭꯟ ꯑꯗꯨ ꯀꯨꯞꯁꯤꯜꯂꯨ ꯑꯃꯁꯨꯡ ꯅꯍꯥꯛꯀꯤ ꯄꯦꯄꯔ ꯑꯦꯌꯔꯄ꯭ꯂꯦꯟ ꯑꯗꯨ ꯄꯥꯏꯅꯕ ꯁꯦꯝ ꯁꯥꯔꯦ! ꯍꯧꯖꯤꯛ, ꯄꯦꯄꯔ ꯑꯦꯌꯔꯄ꯭ꯂꯦꯟ ꯑꯃꯒꯤ ꯐ꯭ꯂꯥꯏꯠꯀꯤ ꯃꯇꯨꯡꯗ ꯂꯩꯔꯤꯕ ꯐꯤꯖꯤꯛꯁ ꯑꯗꯨ ꯌꯦꯡꯁꯤ꯫ ꯅꯍꯥꯛꯅ ꯑꯦꯌꯔꯄ꯭ꯂꯦꯟ ꯑꯗꯨ ꯊꯥꯗꯣꯛꯄ ꯃꯇꯝꯗ, ꯅꯍꯥꯛꯅ ꯃꯗꯨꯕꯨ ꯃꯥꯡꯂꯣꯝꯗ ꯄꯨꯈꯠꯄ ꯑꯍꯥꯟꯕ ꯊ꯭ꯔꯁ ꯑꯃ ꯄꯤ꯫ ꯑꯦꯌꯔꯄ꯭ꯂꯦꯟ ꯑꯗꯨꯅ ꯅꯨꯡꯁꯤꯠꯀꯤ ꯃꯅꯨꯡꯗ ꯆꯪꯁꯤꯜꯂꯛꯄ ꯃꯇꯝꯗ, ꯑꯦꯌꯔ ꯃꯣꯂꯤꯀ꯭ꯌꯨꯜꯁꯤꯡꯅ ꯑꯦꯌꯔꯄ꯭ꯂꯦꯟ ꯑꯗꯨꯒꯤ ꯃꯊꯛꯇ ꯆꯦꯟꯊꯈꯤꯗꯨꯅ ꯃꯁꯤꯒꯤ ꯈꯣꯟꯖꯦꯜꯒꯤ ꯃꯥꯌꯣꯛꯇꯥ ꯂꯩꯕꯥ ꯗ꯭ꯔꯦꯒ ꯀꯧꯕ ꯐꯣꯔꯁ ꯑꯃ ꯁꯦꯝꯃꯤ꯫ ꯑꯦꯌꯔꯄ꯭ꯂꯦꯟꯒꯤ ꯃꯁꯥꯁꯤꯡ ꯑꯁꯤ ꯂꯤꯐ ꯁꯦꯝꯅꯕ ꯁꯦꯝꯈꯤꯕꯅꯤ, ꯃꯁꯤꯅ ꯃꯊꯛꯇ ꯆꯠꯄ ꯐꯣꯔꯁ ꯑꯃꯅꯤ ꯑꯃꯁꯨꯡ ꯃꯁꯤꯅ ꯒ꯭ꯔꯦꯚꯤꯇꯤꯒꯤ ꯃꯈꯥ ꯊꯪꯕ ꯄꯨꯜꯒꯤ ꯃꯥꯌꯣꯛꯇ ꯂꯥꯟꯊꯦꯡꯅꯔꯤ꯫ ꯋꯤꯡꯁꯤꯡ ꯑꯁꯤ ꯃꯑꯣꯡ-ꯃꯇꯧ ꯑꯁꯤ ꯅꯨꯡꯁꯤꯠꯅ ꯃꯊꯛꯀꯤ ꯃꯊꯛꯇ ꯍꯦꯟꯅ ꯌꯥꯡꯅ ꯆꯪꯁꯤꯜꯂꯤ꯫ ꯃꯁꯤꯅ ꯑꯦꯌꯔ ꯄ꯭ꯔꯦꯁꯔꯗ ꯈꯦꯠꯅꯕ ꯑꯃꯥ ꯊꯣꯛꯍꯜꯂꯤ, ꯃꯁꯤꯅ ꯋꯤꯡꯒꯤ ꯃꯊꯛꯇꯥ ꯄ꯭ꯔꯦꯁꯔ ꯅꯦꯝꯕ ꯑꯃꯁꯨꯡ ꯃꯈꯥꯗꯥ ꯄ꯭ꯔꯦꯁꯔ ꯋꯥꯡꯅ ꯂꯩꯕꯅ ꯃꯊꯛꯇ ꯐꯣꯔꯁ ꯑꯃ ꯊꯣꯛꯍꯜꯂꯤ ꯃꯗꯨꯅ ꯑꯦꯌꯔꯄ꯭ꯂꯦꯟ ꯑꯗꯨ ꯋꯥꯡꯅ ꯂꯩꯕꯗ ꯃꯇꯦꯡ ꯄꯥꯏ꯫ ꯄ꯭ꯂꯦꯟ ꯑꯁꯤꯒꯤ ꯅꯨꯡꯁꯤꯠꯇ ꯇꯪꯗꯨ ꯂꯩꯇꯥꯕ ꯑꯁꯤ ꯃꯁꯤꯗ ꯑꯦꯛꯇꯤꯕ ꯑꯣꯏꯔꯤꯕ ꯐꯣꯔꯁ ꯃꯔꯤꯒꯤ ꯕꯦꯂꯦꯟꯁꯅ ꯂꯦꯞꯊꯣꯛꯏ ꫰꫰ꯄ꯭ꯂꯦꯟ ꯑꯗꯨꯒꯤ ꯑꯔꯨꯝꯕ ꯑꯁꯤꯅ ꯃꯈꯥꯗ ꯊꯕꯛ ꯇꯧꯏ, ꯂꯤꯐꯅ ꯑꯔꯨꯝꯕ ꯑꯗꯨꯒ ꯃꯥꯟꯅꯗꯅ ꯃꯊꯛꯇ ꯊꯕꯛ ꯇꯧꯏ, ꯊ꯭ꯔꯁꯅ ꯄ꯭ꯂꯦꯟ ꯑꯗꯨ ꯃꯥꯡꯂꯣꯝꯗ ꯄꯨꯈꯠꯂꯤ, ꯑꯃꯁꯨꯡ ꯗ꯭ꯔꯦꯒ ꯑꯗꯨꯅ ꯃꯥꯏꯀꯩ ꯑꯃꯔꯣꯝꯗ ꯊꯕꯛ ꯇꯧꯏ꯫ ꯊ꯭ꯔꯁꯀꯤ ꯃꯇꯥꯡꯗ ꯋꯥꯐꯝ ꯊꯝꯈꯤ꯫ ꯌꯥꯝꯅ ꯐꯖꯅ ꯗꯤꯖꯥꯏꯟ ꯇꯧꯔꯕ ꯄꯦꯄꯔ ꯄ꯭ꯂꯦꯟ ꯑꯃꯅ ꯐꯣꯔꯁꯁꯤꯡ ꯑꯁꯤ ꯕꯦꯂꯦꯟꯁ ꯇꯧꯗꯨꯅ ꯅꯨꯡꯁꯤꯠꯀꯤ ꯈꯨꯠꯊꯥꯡꯗ ꯐꯖꯅ ꯆꯠꯄ ꯉꯝꯍꯜꯂꯤ꯫ ꯄꯦꯄꯔ ꯑꯦꯌꯔꯄ꯭ꯂꯦꯟ ꯑꯗꯨꯅ ꯈꯣꯡꯖꯦꯜ ꯍꯟꯊꯔꯛꯄꯒ ꯂꯣꯏꯅꯅ, ꯒ꯭ꯔꯦꯚꯤꯇꯤ ꯑꯃꯁꯨꯡ ꯗ꯭ꯔꯦꯒꯀꯤ ꯐꯣꯔꯁꯁꯤꯡꯅ ꯑꯔꯣꯏꯕꯗ ꯊ꯭ꯔꯁ ꯑꯃꯁꯨꯡ ꯂꯤꯐꯀꯤ ꯐꯣꯔꯁꯁꯤꯡ ꯑꯗꯨ ꯃꯥꯏꯊꯤꯕ ꯄꯤ, ꯑꯃꯁꯨꯡ ꯑꯦꯌꯔꯄ꯭ꯂꯦꯟ ꯑꯗꯨꯅ ꯑꯃꯨꯛ ꯍꯟꯅ ꯃꯥꯂꯦꯝꯗ ꯆꯦꯟꯊꯈꯤ꯫ ꯑꯦꯌꯔꯄ꯭ꯂꯦꯟꯒꯤ ꯗꯤꯖꯥꯏꯟ ꯑꯃꯁꯨꯡ ꯅꯍꯥꯛꯅ ꯊꯥꯗꯣꯛꯄꯒꯤ ꯃꯑꯣꯡ ꯃꯇꯧ ꯑꯗꯨ ꯁꯦꯝꯗꯣꯛ-ꯁꯦꯝꯖꯤꯟ ꯇꯧꯗꯨꯅ, ꯅꯍꯥꯛꯅ ꯃꯁꯤꯒꯤ ꯎꯔꯤꯕ ꯃꯑꯣꯡ ꯑꯃꯁꯨꯡ ꯃꯁꯤꯅ ꯅꯨꯡꯁꯤꯠꯇ ꯀꯌꯥ ꯌꯥꯝꯅ ꯂꯩꯕꯒꯦ ꯍꯥꯏꯕꯗꯨ ꯍꯣꯡꯗꯣꯛꯄ ꯉꯝꯒꯅꯤ꯫ ꯑꯀꯣꯏꯕꯒꯤ ꯐꯤꯕꯝ ꯉꯥꯛ-ꯁꯦꯟꯅꯕꯒꯤ ꯄꯥꯝꯕꯩ ꯑꯃ ꯄꯟꯕꯤꯌꯨ꯫ ꯑꯀꯣꯏꯔꯣꯟ ꯉꯥꯛ-ꯁꯦꯟꯅꯕꯒꯤ ꯃꯑꯣꯡ ꯑꯃꯗꯤ ꯊꯧꯑꯣꯡꯒꯤ ꯈꯨꯠꯊꯥꯡꯗ ꯑꯃꯣꯠꯄ ꯍꯟꯊꯍꯟꯕ, ꯑꯃꯨꯛ ꯍꯟꯅ ꯁꯤꯖꯤꯟꯅꯕ ꯑꯃꯁꯨꯡ ꯑꯃꯨꯛꯀꯁꯨ ꯍꯟꯅ ꯁꯤꯖꯤꯟꯅꯕꯅꯤ꯫ ꯃꯁꯤꯗ ꯁꯤꯡꯒꯜ-ꯌꯨꯖ ꯄ꯭ꯂꯥꯁꯇꯤꯛ ꯑꯃꯁꯨꯡ ꯗꯤꯁꯄꯣꯖꯦꯕꯜꯁꯤꯡ ꯁꯤꯖꯤꯟꯅꯕ ꯍꯟꯊꯍꯟꯕ, ꯌꯥꯔꯤꯕꯃꯈꯩ ꯄꯣꯠꯂꯝꯁꯤꯡ ꯑꯃꯨꯛ ꯍꯟꯅ ꯁꯤꯖꯤꯟꯅꯕ, ꯑꯃꯁꯨꯡ ꯄꯦꯄꯔ, ꯄ꯭ꯂꯥꯁꯇꯤꯛ, ꯒ꯭ꯂꯥꯁ ꯑꯃꯁꯨꯡ ꯑꯇꯣꯞꯄ ꯃꯆꯥꯛꯁꯤꯡ ꯃꯑꯣꯡ ꯆꯨꯝꯅ ꯔꯤꯁꯥꯏꯀꯜ ꯇꯧꯕ ꯌꯥꯎꯔꯤ꯫ ꯃꯁꯤ ꯇꯧꯕꯅ ꯑꯩꯈꯣꯏꯅ ꯔꯤꯁꯣꯔꯁꯁꯤꯡ ꯀꯟꯖꯔꯕꯦꯁꯟ ꯇꯧꯕ ꯉꯝꯒꯅꯤ, ꯄꯣꯂꯨꯁꯟ ꯊꯤꯡꯕ ꯉꯝꯒꯅꯤ ꯑꯃꯁꯨꯡ ꯂꯦꯟꯐꯤꯜꯁꯤꯡꯗ ꯆꯠꯂꯤꯕ ꯑꯃꯣꯠꯄꯁꯤꯡꯒꯤ ꯆꯥꯡ ꯍꯟꯊꯍꯟꯕ ꯉꯝꯒꯅꯤ꯫